ꯑꯉꯥꯡꯁꯤꯡꯕꯨ ꯋꯥꯈꯜ ꯇꯥꯍꯟꯅꯕꯥ ꯊꯕꯛ ꯊꯧꯔꯝ ꯃꯉꯥꯒꯤ ꯂꯤꯁ꯭ꯠ ꯑꯃꯥ ꯁꯦꯝꯃꯨ꯫ ꯀ꯭ꯔꯤꯌꯦꯇꯤꯕꯤꯇꯤ ꯑꯃꯁꯨꯡ ꯏꯃꯦꯖꯤꯅꯦꯁꯟꯕꯨ ꯄꯨꯛꯅꯤꯡ ꯊꯧꯒꯠꯅꯕꯥ ꯗ꯭ꯔꯣꯏꯪ, ꯀꯂꯔ ꯅꯠꯠꯔꯒꯥ ꯄꯦꯟꯇꯤꯡ꯫ ꯐꯤꯖꯤꯀꯦꯜ ꯑꯦꯛꯇꯤꯚꯤꯇꯤ ꯍꯦꯟꯒꯠꯍꯟꯅꯕꯥ ꯍꯥꯏꯗ ꯑꯦꯟꯗ ꯁꯤꯛ ꯅꯠꯇ꯭ꯔꯒꯥ ꯇꯦꯒꯒꯨꯝꯕꯥ ꯑꯦꯛꯇꯤꯚ ꯒꯦꯝꯁꯤꯡ ꯁꯥꯟꯅꯕꯥ꯫ ꯏꯅꯣꯕꯦꯁꯟ ꯑꯃꯁꯨꯡ ꯏꯀꯣ ꯐ꯭ꯔꯦꯟꯗꯂꯤ ꯋꯥꯈꯜꯂꯣꯟꯗꯥ ꯏꯊꯤꯜ ꯄꯤꯅꯕꯥ ꯔꯤꯁꯥꯏꯀꯟ ꯇꯧꯔꯕꯥ ꯃꯆꯥꯛꯁꯤꯡ ꯁꯤꯖꯤꯟꯅꯗꯨꯅꯥ ꯀ꯭ꯔꯥꯐ ꯄ꯭ꯔꯣꯖꯦꯛꯇ ꯑꯃꯥ ꯁꯦꯝꯒꯠꯄꯥ꯫ ꯄ꯭ꯔꯣꯕ꯭ꯂꯦꯝ ꯁꯣꯜꯕ ꯇꯧꯕꯒꯤ ꯍꯩꯊꯣꯏ-ꯁꯤꯡꯊꯣꯏꯕꯥ ꯍꯦꯟꯒꯠꯍꯟꯅꯕꯥ ꯕ꯭ꯂꯣꯛ ꯅꯠꯇ꯭ꯔꯒꯥ ꯀꯥꯔꯗꯕꯣꯔꯗ ꯕꯣꯛꯁꯁꯤꯡꯗꯒꯤ ꯁ꯭ꯇꯔꯛꯆꯔꯁꯤꯡ ꯁꯥꯕꯥ꯫ ꯃꯈꯣꯏꯒꯤ ꯂꯧꯁꯤꯡ ꯑꯃꯁꯨꯡ ꯂꯣꯜꯒꯤ ꯍꯩꯁꯤꯡꯕꯥ ꯄꯥꯛꯊꯣꯛ ꯆꯥꯎꯊꯣꯛꯍꯟꯅꯕꯥ ꯏꯟꯇꯔꯦꯛꯇꯤꯚ ꯑꯃꯁꯨꯡ ꯑꯦꯖꯨꯀꯦꯁꯅꯦꯜ ꯋꯥꯔꯤꯁꯤꯡ ꯌꯥꯎꯕ ꯂꯥꯏꯔꯤꯛꯁꯤꯡ ꯄꯨꯟꯅꯥ ꯄꯥꯕꯥ꯫ ꯃꯤꯁꯤꯡꯒꯤ ꯍꯛꯁꯦꯜꯗꯥ ꯑꯦꯞꯂꯥꯏ ꯇꯧꯕ ꯀꯝꯞꯌꯨꯇꯔ ꯚꯤꯖꯟ ꯇꯦꯛꯅꯣꯂꯣꯖꯤ ꯑꯁꯤ ꯃꯤꯁꯤꯡꯗꯥ ꯍꯛꯁꯦꯜꯒꯤ ꯈꯨꯗꯣꯡꯊꯤꯕꯁꯤꯡ ꯈꯪꯗꯣꯛꯅꯕꯥ ꯃꯦꯁꯤꯟ ꯂꯔꯅꯤꯡ ꯑꯦꯂꯒꯣꯔꯤꯊꯝꯁꯤꯡ, ꯀꯦꯃꯦꯔꯥ ꯌꯥꯎꯕꯥ ꯈꯨꯠꯂꯥꯏꯁꯤꯡ, ꯑꯃꯁꯨꯡ ꯃꯦꯗꯤꯀꯦꯜ ꯏꯃꯦꯖꯤꯡ ꯁꯤꯖꯤꯟꯅꯕꯒꯤ ꯄꯣꯇꯦꯟꯁꯤꯌꯦꯜ ꯂꯩꯕ ꯊꯣꯔꯛꯂꯤꯕꯥ ꯂꯝ ꯑꯃꯅꯤ꯫ ꯈꯨꯗꯝ ꯑꯣꯏꯅꯥ, ꯀꯝꯄ꯭ꯌꯨꯇꯔ ꯚꯤꯖꯟ ꯑꯁꯤ ꯐꯤꯖꯤꯀꯦꯜ ꯇ꯭ꯔꯦꯠꯁꯤꯡ ꯈꯪꯗꯣꯛꯄꯥ ꯑꯃꯁꯨꯡ ꯑꯦꯒ꯭ꯔꯤꯒꯦꯠ ꯇꯧꯕ, ꯂꯥꯏꯅꯥ ꯈꯪꯗꯣꯛꯄꯥ, ꯑꯃꯁꯨꯡ ꯑꯆꯧꯕ ꯃꯤꯁꯤꯡꯒꯤ ꯃꯔꯛꯇꯥ ꯍꯛꯁꯦꯜꯒꯤ ꯈꯨꯗꯣꯡꯊꯤꯕꯥ ꯊꯣꯛꯍꯟꯕꯥ ꯑꯀꯣꯌꯔꯣꯟꯒꯤ ꯈꯨꯗꯣꯡꯊꯤꯕꯁꯤꯡ ꯈꯪꯗꯣꯛꯄꯗꯥ ꯁꯤꯖꯤꯟꯅꯕꯥ ꯌꯥꯏ꯫ ꯑꯥꯔꯇꯤꯀꯜ ꯑꯁꯤꯅꯥ ꯃꯤꯁꯤꯡꯒꯤ ꯍꯛꯁꯦꯜꯒꯤ ꯂꯝꯗꯥ ꯀꯝꯄ꯭ꯌꯨꯇꯔ ꯚꯤꯖꯟ ꯇꯦꯛꯅꯣꯂꯣꯖꯤ ꯁꯤꯖꯤꯟꯅꯕꯒꯤ ꯃꯇꯥꯡꯗꯥ ꯈꯟꯅꯔꯤ꯫ ꯃꯦꯁꯤꯟ ꯂꯔꯅꯤꯡ ꯑꯦꯜꯒꯣꯔꯤꯊꯝꯁꯤꯡ, ꯀꯦꯃꯦꯔꯥ ꯌꯥꯎꯕ ꯈꯨꯠꯂꯥꯏꯁꯤꯡ, ꯑꯃꯁꯨꯡ ꯃꯦꯗꯤꯀꯦꯜ ꯏꯃꯦꯖꯤꯡ ꯁꯤꯖꯤꯟꯅꯗꯨꯅꯥ ꯀꯝꯞꯌꯨꯇꯔ ꯚꯤꯖꯟꯅꯥ ꯍꯛꯆꯥꯡꯒꯤ ꯃꯑꯣꯡ ꯃꯇꯧꯁꯤꯡ, ꯂꯥꯏꯅꯥꯁꯤꯡ ꯑꯃꯁꯨꯡ ꯑꯀꯣꯏꯕꯒꯤ ꯐꯤꯕꯝꯒꯤ ꯈꯨꯗꯣꯡꯊꯤꯕꯁꯤꯡ ꯈꯪꯗꯣꯛꯄꯒꯤ ꯈꯨꯠꯊꯥꯡꯗꯥ ꯑꯆꯧꯕꯥ ꯃꯤꯁꯤꯡꯗꯥ ꯍꯛꯁꯦꯜꯒꯤ ꯈꯨꯗꯣꯡꯊꯤꯕꯁꯤꯡ ꯈꯪꯗꯣꯛꯄꯗꯥ ꯃꯇꯦꯡ ꯄꯥꯡꯕꯥ ꯉꯝꯒꯅꯤ꯫ ꯃꯔꯨꯚꯨꯃꯤꯗꯥ ꯂꯩꯕꯥ ꯁꯥ ꯁꯟꯁꯤꯡꯒꯤ ꯃꯔꯝꯗꯥ ꯀꯔꯤꯒꯨꯝꯕꯥ ꯈꯔꯥ ꯏꯕꯤꯌꯨ꯫ ꯃꯔꯨꯚꯨꯃꯤꯁꯤꯡ ꯑꯁꯤ ꯑꯀꯟꯅꯕꯥ ꯇꯦꯝꯄꯦꯔꯦꯆꯔ, ꯏꯁꯤꯡ ꯌꯥꯝꯅ ꯂꯩꯕ ꯑꯃꯁꯨꯡ ꯎꯃꯪ ꯌꯥꯝꯅ ꯂꯩꯕ ꯃꯐꯝꯁꯤꯡꯅꯤ꯫ ꯑꯁꯤꯒꯨꯝꯕꯥ ꯐꯤꯚꯝꯁꯤꯡ ꯑꯁꯤ ꯂꯩꯔꯕꯁꯨ ꯃꯔꯨꯚꯨꯃꯤꯁꯤꯡ ꯑꯁꯤ ꯑꯉꯛꯄꯥ ꯃꯈꯜꯒꯤ ꯁꯥ ꯁꯟꯁꯤꯡꯒꯤ ꯃꯌꯨꯝ ꯑꯣꯏꯔꯤ, ꯃꯈꯣꯏꯒꯤ ꯑꯦꯗꯞꯇꯦꯁꯟ ꯀꯌꯥꯅꯥ ꯃꯈꯣꯏꯕꯨ ꯃꯔꯨꯚꯨꯃꯤꯗꯥ ꯍꯤꯡꯅꯕꯒꯤꯗꯃꯛ ꯃꯄꯨꯡ ꯐꯥꯅꯥ ꯆꯨꯅꯕꯥ ꯑꯣꯏꯍꯜꯂꯤ꯫ ꯃꯔꯨꯚꯨꯃꯤꯒꯤ ꯁꯥ ꯀꯌꯥꯅꯥ ꯃꯈꯣꯏꯒꯤ ꯏꯁꯤꯡꯒꯤ ꯃꯊꯧ ꯇꯥꯕ ꯑꯗꯨ ꯊꯤꯡꯅꯕꯥ ꯄꯥꯝꯕꯩꯁꯤꯡ ꯁꯦꯝꯒꯠꯂꯤ, ꯃꯔꯝꯗꯤ ꯃꯁꯤ ꯃꯔꯨꯚꯨꯃꯤꯗꯥ ꯌꯥꯝꯅ ꯋꯥꯕ ꯔꯤꯁꯣꯔꯁ ꯑꯃꯅꯤ꯫ ꯈꯨꯗꯝ ꯑꯣꯏꯅꯥ, ꯀꯦꯉ꯭ꯒꯥꯔꯨ ꯔꯦꯠꯁꯤꯡꯅꯥ ꯀꯩꯗꯧꯉꯩꯗꯥ ꯏꯁꯤꯡ ꯊꯛꯄꯥ ꯉꯝꯗꯅꯥ ꯍꯤꯡꯕꯥ ꯉꯝꯃꯤ, ꯃꯈꯣꯏꯅꯥ ꯆꯥꯔꯤꯕꯥ ꯆꯤꯟꯖꯥꯛ ꯑꯗꯨꯗꯒꯤ ꯃꯈꯣꯏꯅꯥ ꯃꯊꯧ ꯇꯥꯕꯥ ꯃꯩꯁꯥ ꯄꯨꯝꯅꯃꯛ ꯐꯪꯏ꯫ ꯅꯣꯡꯁꯥ, ꯂꯤꯖꯔꯗ ꯑꯃꯁꯨꯡ ꯇꯣꯔꯇꯣꯏꯁꯒꯨꯝꯕꯥ ꯔꯦꯄꯇꯥꯜꯁꯤꯡꯅꯁꯨ ꯊꯥꯖꯕ ꯌꯥꯗꯕ ꯃꯑꯣꯡꯗꯥ ꯏꯁꯤꯡ ꯌꯣꯛꯁꯤꯟꯕꯥ ꯉꯝꯃꯤ, ꯑꯃꯁꯨꯡ ꯑꯌꯥꯝꯕꯥ ꯃꯇꯝꯗꯥ ꯅꯨꯃꯤꯠꯀꯤ ꯑꯌꯨꯛ ꯅꯨꯡꯊꯤꯜꯗꯒꯤ ꯂꯥꯞꯊꯣꯛꯅꯕꯥ ꯃꯥꯂꯦꯝꯒꯤ ꯃꯈꯥꯗꯥ ꯀꯨꯄꯁꯤꯜꯂꯤ꯫ ꯃꯔꯨꯚꯨꯃꯤꯒꯤ ꯁꯥꯁꯤꯡꯒꯤꯗꯃꯛꯇꯥ ꯑꯇꯣꯞꯄꯥ ꯀꯃꯟ ꯑꯣꯏꯕ ꯑꯦꯗꯞꯇꯦꯁꯟꯁꯤꯡꯒꯤ ꯃꯅꯨꯡꯗꯥ ꯑꯁꯥꯕꯥ ꯏꯁꯤꯡ ꯇꯨꯡꯁꯤꯟꯕꯒꯤꯗꯃꯛ ꯑꯆꯧꯕꯥ ꯀꯥꯡꯈꯂꯁꯤꯡ, ꯑꯋꯥꯠꯄꯥ ꯃꯇꯝꯒꯤ ꯑꯣꯏꯅꯥ ꯃꯈꯣꯏꯒꯤ ꯍꯛꯆꯥꯡꯗꯥ ꯐꯦꯠ ꯅꯠꯇ꯭ꯔꯒꯥ ꯏꯁꯤꯡ ꯊꯝꯖꯤꯅꯕꯥ ꯉꯝꯕꯥ ꯑꯃꯁꯨꯡ ꯑꯌꯨꯛ-ꯅꯨꯡꯊꯤꯜꯒꯤ ꯃꯇꯝꯗꯥ ꯅꯨꯡꯁꯤꯠ ꯁꯤꯠꯄꯒꯤ ꯔꯤꯁ꯭ꯛ ꯍꯟꯊꯔꯛꯄꯥ ꯃꯇꯝꯗꯥ ꯅꯨꯃꯤꯗꯥꯡꯒꯤ ꯃꯇꯝꯗꯥ ꯑꯦꯛꯇꯤꯚ ꯑꯣꯏꯕ ꯑꯁꯤꯅꯆꯤꯡꯕꯥ ꯌꯥꯎꯏ꯫ ꯎꯃꯪꯒꯨꯝꯕꯥ ꯁꯥ ꯈꯔꯅꯁꯨ ꯆꯥꯅꯕꯥ ꯅꯠꯇ꯭ꯔꯒꯥ ꯏꯁꯤꯡ ꯌꯥꯎꯗꯅꯥ ꯃꯇꯝ ꯁꯥꯡꯅꯥ ꯆꯠꯄꯒꯤ ꯊꯧꯅꯥ ꯂꯩ, ꯃꯔꯝ ꯑꯗꯨꯅꯥ ꯃꯈꯣꯏꯕꯨ ꯍꯤꯡꯅꯕꯒꯤ ꯂꯝꯕꯤ ꯊꯤꯕꯗꯥ ꯃꯔꯨꯚꯨꯃꯤꯒꯤ ꯃꯐꯝ ꯀꯌꯥꯗꯥ ꯂꯥꯞꯅꯥ ꯆꯠꯄꯥ ꯌꯥꯍꯜꯂꯤ꯫ ꯃꯔꯨꯚꯨꯃꯤꯒꯤ ꯈ꯭ꯋꯥꯏꯗꯒꯤ ꯃꯃꯤꯡ ꯆꯠꯄꯥ ꯃꯤꯑꯣꯏꯁꯤꯡꯗꯤ ꯃꯁꯤꯒꯤ ꯑꯆꯧꯕꯥ ꯂꯝꯂꯛꯀꯤ ꯁꯥ ꯎꯆꯦꯛꯁꯤꯡ, ꯍꯥꯏꯕꯗꯤ ꯂꯥꯏꯔꯕꯥ, ꯆꯦꯡ-ꯍꯋꯥꯏ ꯑꯃꯁꯨꯡ ꯀꯣꯌꯂꯥꯁꯤꯡ ꯑꯁꯤꯅꯤ꯫ ꯍꯥꯏꯔꯤꯕꯥ ꯁꯥꯁꯤꯡ ꯑꯁꯤ ꯑꯌꯥꯝꯕꯅꯥ ꯃꯁꯥ ꯃꯎ ꯐꯕꯥ ꯃꯤꯑꯣꯏꯁꯤꯡꯅꯤ꯫ ꯃꯈꯣꯏꯅꯥ ꯃꯔꯨꯚꯨꯃꯤꯗꯥ ꯃꯈꯣꯏꯒꯤ ꯌꯨꯝ ꯁꯥꯔꯤꯕꯥ ꯑꯄꯤꯛꯄꯥ ꯁꯥꯁꯤꯡꯕꯨ ꯂꯧꯁꯤꯜꯂꯤ꯫ ꯃꯈꯣꯏ ꯑꯁꯤ ꯃꯍꯧꯁꯥꯅꯥ ꯁꯣꯂꯤꯇꯔꯤ ꯂꯧꯃꯤꯁꯤꯡꯅꯤ, ꯃꯈꯣꯏ ꯑꯁꯤ ꯌꯥꯝꯅ ꯀꯨꯞꯅꯥ ꯌꯦꯡꯁꯤꯜꯂꯤ ꯑꯃꯁꯨꯡ ꯃꯈꯣꯏꯒꯤ ꯃꯆꯤꯟꯖꯥꯛ ꯂꯧꯁꯤꯟꯅꯕꯥ ꯁꯦꯟꯗꯜꯋꯨꯠꯀꯤ ꯃꯔꯛꯇꯥ ꯌꯥꯝꯅꯥ ꯌꯥꯡꯅꯥ ꯆꯦꯅꯕꯥ ꯉꯝꯃꯤ꯫ ꯃꯔꯨꯚꯨꯃꯤꯗꯥ ꯂꯩꯕꯒꯤ ꯁꯤꯡꯅꯕꯥ ꯑꯃꯥ ꯂꯩꯔꯕꯁꯨ, ꯁꯥꯁꯤꯡ ꯑꯁꯤꯅꯥ ꯃꯈꯣꯏꯒꯤ ꯑꯀꯣꯏꯕꯗꯥ ꯍꯤꯡꯅꯕꯒꯤ ꯈꯨꯗꯣꯡꯆꯥꯕꯥ ꯄꯤꯔꯤꯕꯥ ꯄꯨꯛꯅꯤꯡ ꯆꯤꯡꯁꯤꯟꯅꯤꯡꯉꯥꯏ ꯑꯣꯏꯕ ꯑꯦꯗꯞꯇꯦꯁꯟꯁꯤꯡ ꯁꯦꯝꯒꯠꯂꯤ꯫